ꯋꯥꯔꯜꯗ ꯏꯟꯚꯥꯏꯔꯣꯟꯃꯦꯟꯠ ꯗꯦ ꯏꯌꯥꯔ ꯄꯣꯂꯨꯁꯟꯅ ꯄꯤꯔꯤꯕ ꯆꯩꯊꯦꯡꯒꯤ ꯃꯔꯝꯗ ꯋꯥꯈꯜ ꯇꯥꯃꯤꯟꯅꯁꯤ ꯃꯥꯂꯦꯝꯒꯤ ꯃꯍꯧꯁꯥꯒꯤ ꯈꯜ ꯅꯣꯡꯃ ꯅꯣꯡꯃꯒꯤ ꯀꯥꯏꯊꯔꯛꯄꯅ ꯃꯔꯝ ꯑꯣꯏꯔꯗꯨꯅ ꯑꯏꯪ-ꯑꯁꯥ, ꯅꯣꯡꯖꯨ-ꯅꯨꯡꯁꯥ ꯑꯃꯗꯤ ꯃꯤꯑꯣꯏꯕꯒꯤ ꯍꯛꯁꯦꯜꯗ ꯑꯣꯏꯔꯛꯂꯤꯕ ꯑꯃꯥꯡꯕꯁꯤꯡ ꯆꯥꯎꯈꯠꯂꯕ ꯂꯩꯕꯥꯛꯁꯤꯡꯗꯤ ꯃꯃꯨꯠ ꯇꯥꯅ ꯈꯪꯂꯦ꯫ ꯃꯗꯨꯅ ꯃꯔꯝ ꯑꯣꯏꯔꯒ ꯃꯍꯧꯁꯥꯒꯤ ꯈꯜ ꯉꯥꯛꯇꯨꯅ ꯊꯝꯅꯕ ꯊꯕꯛ ꯀꯌꯥꯃꯔꯨꯝ ꯂꯧꯈꯠꯄ ꯍꯧꯈ꯭ꯔꯦ꯫ ꯑꯗꯨꯕꯨ ꯏꯟꯗꯤꯌꯥ ꯌꯥꯎꯅ ꯃꯥꯂꯦꯝꯒꯤ ꯂꯩꯕꯥꯛ ꯀꯌꯥꯃꯔꯨꯝꯗꯤ ꯍꯧꯖꯤꯛꯁꯨ ꯃꯍꯧꯁꯥꯒꯤ ꯈꯜꯅ ꯄꯤꯔꯤꯕ ꯆꯩꯊꯦꯡꯒꯤ ꯃꯔꯝꯗ ꯃꯃꯨꯠ ꯇꯥꯅ ꯈꯪꯅꯔꯛꯂꯒꯁꯨ ꯃꯁꯤꯗꯒꯤ ꯉꯥꯛꯊꯣꯛꯅꯅꯕ ꯊꯕꯛ ꯂꯧꯈꯠꯄꯗꯤ ꯃꯍꯩ ꯆꯥꯕ ꯐꯪꯗꯕꯒꯨꯝꯅ ꯇꯧꯔꯤ꯫ ꯃꯍꯧꯁꯥꯒꯤ ꯈꯜ ꯅꯠꯇ꯭ꯔꯒ ꯏꯟꯚꯥꯏꯔꯣꯟꯃꯦꯟꯠ ꯉꯥꯛ-ꯁꯦꯟꯕ ꯍꯥꯏꯕꯁꯤ ꯃꯥꯂꯦꯝꯒꯤ ꯑꯣꯏꯅ ꯂꯩꯕꯥꯛ ꯑꯃꯈꯛꯅ ꯊꯋꯥꯏ ꯌꯥꯎꯔꯒ ꯍꯦꯛꯇ ꯌꯥꯕ ꯅꯠꯇꯦ꯫ ꯂꯩꯕꯥꯛ ꯑꯃꯅ ꯃꯍꯧꯁꯥꯒꯤ ꯈꯜ ꯀꯥꯏꯍꯟꯗꯅꯕ ꯂꯧꯈꯠꯄ ꯌꯥꯕ ꯊꯕꯛ ꯂꯧꯈꯠꯂꯤꯕ ꯑꯗꯨꯒꯨꯝꯅ ꯑꯇꯩ ꯂꯩꯕꯥꯛꯁꯤꯡꯁꯨ ꯂꯧꯈꯠꯄꯒꯤ ꯇꯉꯥꯏꯐꯗꯕ ꯂꯩ꯫ ꯂꯩꯕꯥꯛꯁꯤꯡ ꯑꯗꯨꯒꯤ ꯂꯩꯉꯥꯛꯁꯤꯡꯅ ꯏꯟꯚꯥꯏꯔꯣꯟꯃꯦꯟꯠ ꯀꯟꯅꯕ ꯊꯧꯁꯤꯜ ꯀꯌꯥꯃꯔꯨꯝ ꯁꯦꯝꯂꯕꯁꯨ ꯊꯧꯁꯤꯜꯁꯤꯡ ꯑꯗꯨꯕꯨ ꯆꯠꯅꯒꯗꯧꯔꯤꯕ ꯃꯤꯌꯥꯝꯅ ꯏꯟꯕꯤꯗ꯭ꯔꯒꯗꯤ ꯃꯗꯨꯁꯨ ꯈꯨꯗꯣꯡꯊꯤꯕ ꯑꯃ ꯑꯣꯏꯒꯅꯤ꯫ ꯃꯤꯠꯌꯦꯡ ꯑꯁꯤꯗ ꯌꯨꯝꯐꯝ ꯑꯣꯏꯔꯒ ꯆꯍꯤ ꯈꯨꯗꯤꯡꯒꯤ ꯑꯣꯏꯅ ꯖꯨꯟ ꯃꯥꯪꯉꯥꯕꯨ ꯋꯥꯔꯜꯗ ꯏꯟꯚꯥꯏꯔꯣꯟꯃꯦꯟꯠ ꯗꯦ ꯍꯥꯏꯅ ꯌꯨꯅꯥꯏꯇꯦꯗ ꯅꯦꯁꯟꯁꯅ ꯊꯧꯕꯨ ꯑꯣꯏꯗꯨꯅ ꯀꯨꯝꯖꯥ ꯗꯒꯤ ꯃꯥꯂꯦꯝꯒꯤ ꯑꯣꯏꯅ ꯄꯥꯡꯊꯣꯛꯄ ꯍꯧꯈ꯭ꯔꯦ꯫ ꯀꯨꯝꯁꯤ ꯆꯍꯤ ꯒꯤ ꯑꯣꯏꯅ ꯊꯧꯔꯝ ꯑꯁꯤ ꯄꯥꯡꯊꯣꯛꯄꯒꯤ ꯅꯨꯡꯒꯤ ꯑꯣꯏꯕ ꯋꯥꯍꯟꯊꯣꯛ ꯏꯌꯥꯔ ꯄꯣꯂꯨꯁꯟ ꯍꯥꯏꯕꯁꯤꯅ ꯑꯣꯏꯔꯤ꯫ ꯃꯍꯧꯁꯥꯒꯤ ꯈꯜ ꯍꯥꯏꯕꯁꯤ ꯂꯝ ꯀꯌꯥꯃꯔꯨꯝ ꯊꯣꯛꯅ ꯅꯩꯅꯕ ꯌꯥꯏ꯫ ꯎꯄꯥꯜ-ꯋꯥꯄꯥꯜ ꯌꯥꯟꯊꯠꯄꯅ ꯃꯍꯧꯁꯥꯒꯤ ꯈꯜꯗ ꯄꯤꯔꯛꯄ ꯆꯩꯊꯦꯡꯒꯨꯝ ꯏꯌꯥꯔ ꯄꯣꯂꯨꯁꯟꯅ ꯃꯤꯑꯣꯏꯕꯗ ꯄꯤꯔꯤꯕ ꯆꯩꯊꯦꯡ ꯑꯁꯤꯁꯨ ꯆꯞ ꯃꯥꯟꯅꯅ ꯃꯍꯧꯁꯥꯒꯤ ꯈꯜꯗ ꯁꯣꯛꯍꯜꯂꯛꯏ꯫ ꯅꯨꯡꯁꯤꯠ-ꯅꯨꯡꯁꯥ ꯁꯦꯡꯍꯟꯗꯕꯅ ꯃꯔꯝ ꯑꯣꯏꯔꯗꯨꯅ ꯃꯤꯑꯣꯏꯕꯒꯤ ꯍꯛꯁꯦꯜꯗ ꯆꯥꯎꯅ ꯁꯣꯛꯍꯜꯂꯛꯏ꯫ ꯃꯔꯝ ꯆꯥꯗꯅ ꯆꯍꯤ ꯅꯧꯅ ꯃꯤꯑꯣꯏ ꯀꯌꯥꯒꯤ ꯄꯨꯟꯁꯤ ꯃꯥꯡꯍꯜꯂꯤ꯫ ꯑꯦꯂꯥꯔꯖꯤ ꯇꯧꯍꯜꯂꯤ, ꯅꯤꯡꯁꯥ ꯍꯣꯟꯕꯒ ꯃꯔꯤ ꯂꯩꯅꯕ ꯑꯅꯥꯕꯁꯤꯡ ꯅꯥꯍꯜꯂꯛꯏ꯫ ꯃꯁꯤꯒꯤꯁꯨ ꯃꯊꯛꯇ ꯏꯌꯥꯔ ꯄꯣꯂꯨꯁꯟꯅ ꯁꯥꯕꯒꯤ ꯆꯥꯡꯁꯨ ꯍꯦꯟꯒꯠꯂꯛꯇꯨꯅ ꯃꯥꯂꯦꯝꯗ ꯀꯤꯅꯤꯡꯉꯥꯏ ꯑꯣꯏꯕ ꯐꯤꯚꯝ ꯑꯃ ꯂꯥꯛꯍꯜꯂꯤ꯫ ꯃꯥꯂꯦꯝꯒꯤ ꯑꯣꯏꯕ ꯑꯆꯧꯕ ꯁꯤꯡꯅꯕ ꯑꯃ ꯑꯩꯈꯣꯏ ꯄꯨꯝꯅꯃꯛ ꯈꯨꯠꯁꯝꯅꯔꯒ, ꯃꯔꯨꯞ ꯃꯄꯥꯡ ꯑꯣꯏꯅ ꯄꯨꯟꯁꯤꯜꯂꯒ ꯊꯦꯡꯅꯅꯕꯒꯤꯗꯃꯛ ꯉꯁꯤ ꯋꯥꯔꯜꯗ ꯏꯟꯚꯥꯏꯔꯣꯟꯃꯦꯟꯠ ꯗꯦꯒꯤ ꯊꯧꯔꯝ ꯄꯥꯡꯊꯣꯛꯅꯒꯗꯧꯔꯤ꯫ ꯃꯥꯂꯦꯝꯒꯤ ꯂꯩꯕꯥꯛ ꯆꯥꯃꯥ ꯅꯤꯐꯨ ꯍꯨꯝꯗꯣꯏ ꯍꯦꯟꯕꯅ ꯊꯧꯔꯝ ꯑꯁꯤ ꯁꯔꯨꯛ ꯌꯥꯒꯗꯧꯔꯤ꯫ ꯁꯤꯚꯤꯜ ꯁꯣꯁꯥꯏꯇꯤ ꯑꯣꯔꯒꯅꯥꯏꯖꯦꯁꯟꯁꯤꯡ, ꯏꯟꯚꯥꯏꯔꯣꯟꯃꯦꯟꯠꯒꯤ ꯑꯦꯛꯇꯤꯚꯤꯁꯠꯁꯤꯡ, ꯃꯥꯒꯤ ꯃꯥꯒꯤ ꯂꯩꯉꯥꯛꯁꯤꯡ ꯑꯃꯁꯨꯡ ꯃꯤꯌꯥꯝꯅ ꯊꯧꯔꯝ ꯑꯁꯤ ꯄꯥꯛꯁꯟꯅ ꯄꯥꯡꯊꯣꯛꯅꯅꯕ ꯊꯧꯔꯥꯡ ꯂꯧꯈꯠꯂꯤ꯫ ꯃꯅꯤꯄꯨꯔꯗꯁꯨ ꯊꯧꯔꯝ ꯑꯁꯤ ꯄꯥꯡꯊꯣꯛꯅꯅꯕ ꯃꯅꯤꯄꯨꯔ ꯂꯩꯉꯥꯛꯅ ꯑꯇꯩ ꯚꯣꯂꯨꯟꯇꯔꯤ ꯑꯣꯔꯒꯅꯥꯏꯖꯦꯁꯟꯁꯤꯡꯗ ꯄꯨꯟꯅ ꯈꯨꯠꯁꯝꯅꯗꯨꯅ ꯊꯧꯔꯥꯡ ꯇꯧꯔꯤ꯫ ꯃꯁꯛ ꯊꯣꯛꯄ ꯊꯕꯛ ꯑꯃ ꯍꯥꯏꯕ ꯇꯥꯔꯒꯗꯤ ꯉꯁꯤ ꯄꯥꯡꯊꯣꯛꯀꯗꯧꯔꯤꯕ ꯊꯧꯔꯝ ꯑꯁꯤꯗ ꯂꯩꯉꯥꯛꯀꯤ ꯑꯃꯁꯨꯡ ꯂꯟꯅꯥꯏꯒꯤ ꯃꯍꯩꯁꯪꯁꯤꯡ ꯑꯃꯗꯤ ꯃꯍꯩꯁꯪꯁꯤꯡꯗ ꯃꯍꯩ ꯇꯝꯂꯤꯕ ꯃꯍꯩꯔꯣꯏꯁꯤꯡ, ꯑꯣꯖꯥꯁꯤꯡ ꯌꯥꯎꯍꯟꯒꯗꯧꯔꯤꯕ ꯑꯁꯤꯅꯤ꯫ ꯏꯟꯚꯥꯏꯔꯣꯟꯃꯦꯟꯠ ꯀꯟꯕ ꯍꯥꯏꯕꯁꯤꯗ ꯂꯩꯉꯥꯛꯅ ꯊꯧꯁꯤꯜ ꯊꯧꯔꯥꯡ ꯀꯌꯥꯃꯔꯨꯝ ꯂꯧꯈꯠꯂꯒꯁꯨ ꯃꯤꯌꯥꯝꯅ ꯈꯨꯗꯨꯡ ꯏꯟꯅ ꯆꯠꯇ꯭ꯔꯒꯗꯤ ꯃꯗꯨꯒꯤ ꯀꯥꯟꯅꯕ ꯂꯩꯔꯣꯏ ꯍꯥꯏꯕꯁꯤ ꯈꯨꯗꯤꯡꯃꯛꯅ ꯈꯪꯂꯝꯒꯅꯤ꯫ ꯃꯤꯌꯥꯝꯅ ꯈꯨꯗꯨꯡ ꯏꯟꯗꯨꯅ ꯆꯠꯅꯍꯟꯅꯅꯕꯒꯤ ꯑꯃꯠꯇ ꯉꯥꯏꯔꯕ ꯄꯥꯝꯕꯩꯗꯤ ꯃꯥꯂꯦꯝꯒꯤ ꯃꯍꯧꯁꯥꯒꯤ ꯈꯜ ꯀꯥꯏꯊꯔꯛꯄꯁꯤꯅ ꯑꯩꯈꯣꯏꯗ ꯀꯔꯤ ꯃꯥꯡꯖꯔꯤꯕ ꯑꯃꯁꯨꯡ ꯑꯩꯈꯣꯏꯅ ꯃꯁꯤꯕꯨ ꯀꯔꯝꯅ ꯉꯥꯛꯇꯨꯅ ꯊꯝꯒꯗꯒꯦ ꯍꯥꯏꯕꯒꯤ ꯃꯇꯥꯡꯗ ꯃꯃꯨꯠ ꯇꯥꯅ ꯈꯪꯃꯤꯟꯅꯕꯗꯨꯅꯤ꯫ ꯆꯍꯤ ꯅꯧꯔꯤꯕ ꯑꯉꯥꯡꯁꯤꯡ ꯑꯃꯁꯨꯡ ꯑꯣꯖꯥꯁꯤꯡꯗ ꯑꯏꯪ-ꯑꯁꯥꯒꯤ ꯈꯜ ꯀꯥꯏꯊꯔꯛꯄ, ꯅꯣꯡꯖꯨꯒꯤ ꯆꯥꯡ ꯅꯣꯡꯗꯝ ꯅꯥꯏꯔꯛꯇꯕ ꯑꯃꯁꯨꯡ ꯏꯌꯥꯔ ꯄꯣꯂꯨꯁꯟꯅ ꯑꯩꯈꯣꯏ ꯃꯤꯑꯣꯏꯕꯗ ꯄꯤꯔꯤꯕ ꯆꯩꯊꯦꯡꯒꯤ ꯃꯇꯥꯡꯗ ꯀꯔꯤꯒꯨꯝꯕ ꯈꯔ ꯈꯪꯍꯟꯕ ꯉꯝꯂꯒꯗꯤ ꯃꯥꯂꯦꯝꯒꯤ ꯑꯣꯏꯅ ꯄꯥꯡꯊꯣꯛꯂꯤꯕ ꯋꯥꯔꯜꯗ ꯏꯟꯚꯥꯏꯔꯣꯟꯃꯦꯟꯠ ꯗꯦꯒꯤ ꯊꯧꯔꯝ ꯑꯁꯤ ꯃꯥꯏ ꯄꯥꯛꯂꯦ ꯍꯥꯏꯒꯗꯧꯔꯤꯕꯅꯤ꯫ ꯃꯇꯥꯡ ꯑꯁꯤꯗ ꯄꯟꯖꯅꯤꯡꯕ ꯋꯥꯐꯝꯗꯤ ꯃꯅꯤꯄꯨꯔꯗ ꯏꯁꯤꯡ-ꯅꯨꯡꯁꯤꯠ ꯁꯦꯡꯂꯛꯇꯕꯗꯒꯤ ꯐꯤꯚꯝ ꯑꯃ ꯆꯍꯤ ꯈꯔ ꯑꯁꯤꯗ ꯎꯕ ꯐꯪꯂꯛꯏ꯫ ꯃꯁꯤꯡ ꯌꯥꯝꯂꯕ ꯄꯦꯇ꯭ꯔꯣꯜ ꯑꯃꯁꯨꯡ ꯗꯤꯖꯜꯒꯤ ꯒꯥꯔꯤꯁꯤꯡꯗꯒꯤ ꯀꯥꯝꯊꯣꯔꯛꯄ ꯍꯨ ꯆꯦꯜꯂꯕ ꯃꯩꯈꯨꯁꯤꯡ, ꯃꯁꯤꯡ ꯌꯥꯝꯂꯕ ꯆꯦꯛꯀꯣꯜꯁꯤꯡꯗ ꯆꯦꯛ ꯃꯩ ꯊꯥꯕꯒꯤ ꯊꯥꯗꯣꯔꯛꯄ ꯃꯩꯈꯨꯁꯤꯡꯅ ꯅꯨꯡꯁꯤꯠꯇ ꯇꯤꯜꯂꯕ ꯇꯨꯡꯗ ꯃꯤꯑꯣꯏꯕꯒꯤ ꯍꯛꯁꯦꯜꯗ ꯄꯤꯔꯛꯂꯤꯕ ꯈꯨꯗꯣꯡꯆꯥꯗꯕꯁꯤꯡ ꯑꯁꯤ ꯍꯧꯖꯤꯛꯇꯒꯤ ꯍꯧꯅ ꯅꯩꯅꯔꯒ ꯒꯥꯔꯤꯒꯤ ꯃꯁꯤꯡ ꯍꯦꯟꯒꯠꯍꯟꯗꯅꯕ ꯑꯈꯟꯅꯕ ꯊꯧꯁꯤꯜ ꯌꯥꯠꯊꯣꯛꯄ ꯃꯇꯝ ꯑꯣꯏꯔꯦ꯫ ꯒꯥꯔꯤ ꯃꯁꯤꯡ ꯌꯥꯝꯈꯠꯂꯛꯂꯤꯕ ꯃꯈꯩ ꯆꯠꯊꯣꯛ-ꯆꯠꯁꯤꯟꯗ ꯑꯄꯟꯕ ꯊꯣꯔꯛꯏ꯫ ꯃꯗꯨꯒꯤ ꯃꯍꯨꯠꯇ ꯃꯊꯧ ꯇꯥꯕ ꯃꯤꯑꯣꯏꯗ ꯒꯥꯔꯤ ꯂꯩꯕ ꯌꯥꯍꯟꯕ ꯑꯃꯁꯨꯡ ꯃꯤꯌꯥꯝꯒꯤ ꯆꯠꯊꯣꯛ-ꯆꯠꯁꯤꯟꯒꯤ ꯄꯥꯝꯕꯩꯅ ꯄꯕ꯭ꯂꯤꯛ ꯇ꯭ꯔꯥꯟꯁꯄꯣꯔꯠ ꯁꯤꯁꯇꯦꯝ ꯅꯤꯡꯊꯤꯅ ꯂꯩꯍꯟꯕꯅ ꯑꯣꯏꯒꯅꯤ ꯈꯜꯂꯤ꯫